ꯃꯔꯨꯑꯣꯏꯕꯥ ꯄꯥꯔꯥ ꯑꯃꯥ ꯇꯝꯖꯕꯥ ꯃꯤꯑꯣꯏ ꯑꯃꯒꯤ ꯃꯔꯝꯗꯥ ꯋꯥꯔꯤ ꯑꯃ ꯏꯕꯤꯌꯨ꯫ ꯃꯇꯝ ꯑꯃꯗ ꯇꯝ ꯀꯧꯕꯥ ꯅꯍꯥ ꯑꯃ ꯂꯩꯔꯝꯃꯤ ꯃꯍꯥꯛ ꯃꯇꯝ ꯄꯨꯝꯅꯃꯛꯇꯥ ꯂꯟ-ꯊꯨꯝ ꯑꯃꯁꯨꯡ ꯁꯛꯇꯤꯒꯤ ꯂꯝꯕꯤꯗꯥ ꯆꯠꯂꯝꯃꯤ꯫ ꯃꯍꯥꯛꯅꯥ ꯄꯨꯡ ꯀꯌꯥ ꯊꯕꯛ ꯇꯧꯈꯤ ꯑꯃꯁꯨꯡ ꯃꯍꯥꯛꯀꯤ ꯏꯃꯨꯡ ꯃꯅꯨꯡ ꯑꯃꯁꯨꯡ ꯃꯔꯨꯞ ꯃꯄꯥꯡꯁꯤꯡꯕꯨ ꯌꯦꯡꯊꯤꯅꯈꯤ ꯅꯨꯡꯉꯥꯏꯕꯒꯤ ꯃꯔꯨꯑꯣꯏꯕꯥ ꯑꯁꯤ ꯌꯥꯔꯤꯕꯃꯈꯩ ꯁꯦꯜ ꯑꯃꯁꯨꯡ ꯏꯟꯐ꯭ꯂꯨꯌꯦꯟꯁ ꯀꯌꯥ ꯈꯣꯝꯖꯤꯟꯕꯅꯤ ꯍꯥꯢꯅ ꯊꯥꯖꯈꯤ꯫ ꯅꯨꯃꯤꯠ ꯑꯃꯗ ꯇꯝꯅ ꯂꯝꯕꯤꯗ ꯆꯠꯂꯤꯉꯩꯗꯥ ꯑꯍꯜ ꯑꯣꯏꯔꯕ ꯃꯤꯁꯛ ꯑꯃꯒ ꯂꯣꯢꯅꯅꯥ ꯃꯍꯥꯛꯀꯤ ꯃꯐꯝꯗ ꯅꯨꯡꯉꯥꯏꯔꯕꯥ ꯃꯤꯠꯌꯦꯡ ꯑꯃ ꯂꯥꯛꯈꯤ꯫ ꯑꯍꯜ ꯑꯗꯨꯅ ꯐꯥꯟ ꯑꯃꯗ ꯐꯝꯗꯨꯅ ꯄꯥꯝꯕꯤꯁꯤꯡꯕꯨ ꯌꯦꯡꯖꯔꯤ ꯑꯃꯁꯨꯡ ꯅꯨꯡꯉꯥꯏꯕ ꯐꯥꯎꯈꯤ꯫ ꯇꯝꯅꯥ ꯋꯥꯈꯜ ꯂꯥꯛꯄ ꯉꯝꯈꯤꯗꯦ꯫ ꯑꯍꯜ ꯑꯗꯨꯅ ꯇꯝꯒꯥ ꯋꯥꯔꯤ ꯁꯥꯅꯔꯛꯈꯤ ꯃꯈꯣꯢꯅ ꯋꯥꯔꯤ ꯁꯥꯅꯔꯛꯄ ꯃꯇꯝꯗ ꯇꯝꯅꯥ ꯈꯡꯂꯛꯈꯤ ꯃꯗꯨꯗꯤ ꯃꯤꯑꯣꯏ ꯑꯗꯨ ꯃꯇꯝ ꯑꯃꯗ ꯃꯍꯥꯛꯀ ꯌꯥꯝꯅ ꯃꯥꯟꯅꯔꯝꯃꯤ ꯂꯦꯞꯄ ꯂꯩꯇꯅ ꯍꯦꯟꯅ ꯍꯣꯠꯅꯔꯝꯃꯤ ꯃꯍꯥꯛꯀꯤ ꯂꯩꯔꯤꯕꯥ ꯄꯣꯠ ꯑꯗꯨꯗ ꯀꯩꯗꯧꯉꯩꯗꯁꯨ ꯅꯨꯡꯉꯥꯏꯇꯕ ꯐꯥꯎꯈꯤꯗꯦ꯫ ꯑꯗꯨꯕꯨ ꯅꯨꯃꯤꯠ ꯑꯃꯗ ꯑꯍꯜ ꯑꯗꯨꯅ ꯃꯍꯥꯛꯀꯤ ꯄꯨꯟꯁꯤꯗ ꯑꯍꯣꯡꯕ ꯄꯨꯔꯛꯈꯤꯕ ꯋꯥꯈꯜ ꯑꯃ ꯂꯥꯛꯈꯤ꯫ ꯃꯍꯥꯛꯅ ꯈꯡꯂꯛꯈꯤ ꯃꯗꯨꯗꯤ ꯑꯆꯨꯝꯕ ꯅꯨꯡꯉꯥꯏꯕ ꯅꯨꯡꯁꯤꯕ ꯑꯃꯁꯨꯡ ꯅꯨꯡꯉꯥꯏꯇꯕ ꯑꯁꯤ ꯃꯆꯥꯛ-ꯃꯊꯨꯝꯒꯤ ꯄꯣꯠꯂꯝꯁꯤꯡ ꯅꯠꯇ꯭ꯔꯒ ꯈꯨꯟꯅꯥꯏꯒꯤ ꯐꯤꯚꯝꯗ ꯐꯪꯗꯦ ꯃꯗꯨꯒꯤ ꯃꯍꯨꯠꯇ ꯅꯨꯡꯁꯤꯖꯔꯕ ꯃꯤꯑꯣꯏꯁꯤꯡꯒ ꯂꯣꯢꯅꯅꯥ ꯂꯦꯞꯄꯥ ꯂꯩꯇꯅ ꯂꯦꯞꯄ ꯅꯨꯡꯇꯤꯒꯤ ꯑꯣꯏꯕ ꯃꯤꯀꯨꯞꯁꯤꯡ ꯑꯃꯁꯨꯡ ꯑꯇꯣꯞꯄꯁꯤꯡꯗ ꯃꯤꯅꯨꯡꯁꯤ ꯑꯃꯁꯨꯡ ꯊꯧꯖꯥꯜ ꯄꯤꯕꯗ ꯐꯪꯒꯅꯤ꯫ ꯇꯝꯅꯥ ꯑꯍꯜ ꯑꯣꯏꯔꯕ ꯃꯤꯑꯣꯏ ꯑꯗꯨꯒꯤ ꯋꯥꯔꯤ ꯑꯗꯨ ꯅꯤꯡꯊꯤꯖꯅ ꯇꯥꯈꯤ ꯑꯃꯁꯨꯡ ꯃꯍꯥꯛꯀꯤ ꯄꯨꯟꯁꯤꯗ ꯑꯔꯥꯟꯕ ꯄꯨꯝꯅꯃꯛ ꯆꯠꯊꯔꯛꯈꯤ ꯍꯥꯢꯕ ꯈꯡꯈꯤ꯫ ꯃꯍꯥꯛꯅ ꯇꯁꯦꯡꯅ ꯃꯔꯨ ꯑꯣꯏꯕ ꯋꯥꯐꯝꯁꯤꯡ ꯑꯗꯨ ꯀꯠꯊꯣꯛꯇꯨꯅ ꯂꯩꯔꯝꯃꯤ ꯃꯗꯨ ꯑꯔꯣꯏꯕꯗ ꯃꯄꯨꯡ ꯐꯥꯗꯕ ꯋꯥꯐꯝꯁꯤꯡꯒꯤꯗꯃꯛ꯫ ꯅꯨꯃꯤꯠ ꯑꯗꯨꯗꯒꯤ ꯍꯧꯅꯥ ꯇꯝꯅꯥ ꯃꯍꯥꯛꯀꯤ ꯄꯨꯟꯁꯤꯗ ꯑꯍꯣꯡꯕ ꯑꯃꯥ ꯄꯨꯔꯛꯈꯤ꯫ ꯃꯍꯥꯛꯅ ꯊꯕꯛ ꯍꯟꯊꯅ ꯇꯧꯈꯤ ꯑꯃꯁꯨꯡ ꯏꯃꯨꯡ ꯃꯅꯨꯡꯒ ꯃꯇꯝ ꯍꯦꯟꯅ ꯂꯦꯟꯈꯤ ꯑꯔꯤꯕ ꯃꯔꯨꯞꯁꯤꯡꯒ ꯑꯃꯨꯛ ꯍꯟꯅ ꯁꯝꯅꯈꯤ ꯑꯃꯁꯨꯡ ꯃꯐꯝ ꯑꯗꯨꯒꯤ ꯃꯥꯌꯥꯝꯒꯤ ꯑꯣꯏꯕ ꯑꯃꯗ ꯏꯁꯥꯅ ꯌꯥꯅ ꯑꯣꯏꯅ ꯊꯕꯛ ꯇꯧꯕꯥ ꯍꯧꯈꯤ꯫ ꯇꯝꯅꯥ ꯃꯍꯥꯛꯀꯤ ꯄꯨꯟꯁꯤꯒꯤ ꯈꯣꯡꯆꯠ ꯑꯗꯨ ꯍꯣꯡꯗꯣꯛꯈꯤꯕꯥ ꯃꯔꯨꯑꯣꯏꯕ ꯂꯥꯏꯁꯣꯟ ꯑꯃ ꯇꯝꯈꯤ ꯑꯆꯨꯝꯕ ꯅꯨꯡꯉꯥꯏꯕ ꯑꯃꯁꯨꯡ ꯅꯨꯡꯉꯥꯏꯇꯕ ꯑꯁꯤ ꯑꯩꯈꯣꯢꯅ ꯂꯩꯔꯤꯕꯥ ꯑꯗꯨꯗꯒꯤ ꯅꯠꯇꯦ ꯑꯗꯨꯕꯨ ꯑꯩꯈꯣꯢꯅ ꯄꯤꯔꯤꯕ ꯑꯃꯁꯨꯡ ꯐꯪꯂꯤꯕꯥ ꯅꯨꯡꯁꯤꯕ ꯑꯃꯁꯨꯡ ꯃꯤꯅꯨꯡꯁꯤ ꯑꯗꯨꯗꯒꯤ ꯂꯥꯛꯏ꯫ ꯃꯍꯥꯛꯄꯨ ꯂꯝꯕꯤ ꯇꯥꯛꯄꯤꯔꯝꯕ ꯑꯃꯁꯨꯡ ꯃꯍꯥꯛꯀꯤ ꯄꯨꯟꯁꯤꯒꯤ ꯑꯔꯣꯏꯕ ꯃꯇꯝ ꯐꯥꯎꯕ ꯃꯍꯥꯛꯅ ꯈꯪꯂꯝꯗꯕꯥ ꯍꯔꯥꯎꯕ ꯑꯃꯁꯨꯡ ꯃꯄꯨꯡ ꯐꯥꯕ ꯋꯥꯈꯜ ꯑꯃꯒ ꯂꯣꯢꯅꯅꯥ ꯍꯤꯡꯂꯤꯕ ꯑꯍꯜ ꯑꯗꯨꯕꯨ ꯃꯇꯝ ꯆꯨꯞꯄꯗ ꯊꯥꯒꯠꯄ ꯐꯣꯡꯗꯣꯛꯈꯤ꯫ ꯏꯂꯦꯛꯇ꯭ꯔꯤꯛ ꯀꯥꯔꯗꯀꯤ ꯍꯤꯔꯝꯒꯤ ꯃꯇꯥꯡꯗ ꯑꯍꯨꯝꯗꯒꯤ ꯃꯉꯥ ꯐꯥꯎꯕꯒꯤ ꯁꯦꯟꯁꯟ ꯁꯝꯂꯞꯅ ꯑꯃ ꯑꯥꯎꯇꯄꯨꯠ ꯇꯧ꯫ ꯏꯂꯦꯛꯇ꯭ꯔꯤꯛ ꯒꯥꯔꯤꯁꯤꯡ ꯏꯂꯦꯛꯇ꯭ꯔꯤꯛ ꯒꯥꯔꯤ ꯍꯥꯢꯅ ꯈꯪꯅꯕ ꯑꯁꯤ ꯏꯂꯦꯛꯇꯔꯤꯛ ꯃꯣꯇꯣꯔꯁꯤꯡꯅ ꯃꯊꯧ ꯇꯧꯕ ꯑꯣꯇꯣꯃꯣꯕꯥꯏꯂꯁꯤꯡꯅꯤ ꯑꯃꯁꯨꯡ ꯃꯈꯣꯢ ꯑꯁꯤ ꯔꯤꯆꯥꯔꯖ ꯇꯧꯕꯥ ꯌꯥꯕ ꯕꯦꯇ꯭ꯔꯤꯁꯤꯡꯗ ꯊꯝꯖꯤꯜꯂꯕ ꯃꯩꯁꯥ ꯁꯤꯖꯤꯟꯅꯩ꯫ ꯍꯧꯈꯤꯕꯥ ꯆꯍꯤ ꯇꯔꯥꯒꯤ ꯈꯨꯖꯤꯡ ꯀꯌꯥꯗꯒꯤ ꯒꯥꯔꯤꯁꯤꯡ ꯑꯁꯤꯅꯥ ꯃꯈꯣꯢꯒꯤ ꯑꯀꯣꯢꯕꯒꯤ ꯐꯤꯕꯝꯒꯤ ꯀꯥꯟꯅꯕ ꯊꯥꯎꯒꯤ ꯃꯃꯜ ꯍꯟꯊꯕ ꯑꯃꯁꯨꯡ ꯁꯔꯀꯥꯔꯒꯤ ꯄꯣꯂꯤꯁꯤꯁꯤꯡꯗꯒꯤ ꯏꯟꯁꯦꯟꯇꯤꯕꯁꯤꯡꯅ ꯃꯔꯝ ꯑꯣꯏꯗꯨꯅ ꯃꯤꯌꯥꯝꯅ ꯄꯥꯝꯅꯕ ꯍꯦꯟꯒꯠꯂꯛꯂꯤ꯫ ꯃꯈꯣꯢꯒꯤ ꯑꯀꯣꯢꯕꯒꯤ ꯐꯤꯕꯝꯒꯤ ꯀꯥꯟꯅꯕ ꯑꯁꯤ ꯃꯈꯣꯢꯅ ꯖꯤꯔꯣ ꯇꯦꯂꯄꯥꯏꯞ ꯏꯃꯤꯁꯟ ꯄꯨꯊꯣꯛꯄꯅ ꯃꯔꯝ ꯑꯣꯏꯗꯨꯅ ꯅꯨꯡꯁꯤꯠ ꯄꯣꯂꯨꯁꯟ ꯍꯟꯊꯍꯜꯂꯤ ꯑꯃꯁꯨꯡ ꯃꯈꯣꯢꯅ ꯂꯩꯅꯨꯡꯒꯤ ꯊꯥꯎ ꯁꯤꯖꯤꯟꯅꯕ ꯍꯟꯊꯍꯜꯂꯤ꯫ ꯃꯁꯤꯒꯤ ꯃꯊꯛꯇꯥ ꯏꯂꯦꯛꯇ꯭ꯔꯤꯛ ꯀꯥꯔ ꯑꯃꯗꯥ ꯆꯥꯔꯖ ꯇꯧꯕꯒꯤ ꯃꯃꯜ ꯑꯁꯤ ꯃꯍꯧꯁꯥꯅꯥ ꯇ꯭ꯔꯦꯗꯤꯁꯅꯦꯜ ꯒꯦꯁꯣꯂꯤꯟ ꯀꯥꯔ ꯑꯃꯗ ꯊꯥꯎ ꯍꯥꯟꯕꯒꯤ ꯃꯃꯜꯗꯒꯤ ꯍꯦꯜꯂꯤ꯫ ꯃꯥꯂꯦꯝ ꯁꯤꯟꯕ ꯊꯨꯡꯅ ꯂꯩꯔꯤꯕ ꯁꯔꯀꯥꯔꯁꯤꯡꯅ ꯀꯥꯔꯕꯣꯟ ꯊꯥꯗꯣꯛꯄꯥ ꯍꯟꯊꯍꯟꯅꯕ ꯑꯃꯁꯨꯡ ꯅꯨꯡꯁꯤꯠꯀꯤ ꯃꯒꯨꯟ ꯐꯒꯠꯍꯟꯅꯕ ꯍꯣꯠꯅꯕꯗ ꯏꯂꯦꯛꯇ꯭ꯔꯤꯛ ꯀꯥꯔꯒꯣꯁꯤꯡ ꯁꯤꯖꯤꯟꯅꯅꯕꯥ ꯄꯨꯛꯅꯤꯡ ꯊꯧꯒꯠꯅꯕꯥ ꯏꯟꯁꯦꯟꯇꯤꯕ ꯑꯃꯁꯨꯡ ꯁꯕꯁꯤꯗꯤꯁꯤꯡ ꯄꯤꯔꯤ꯫